ꯅꯍꯥꯛꯀꯤ ꯇꯥꯔꯒꯦꯠ ꯑꯣꯗꯤꯑꯣ ꯑꯗꯨ ꯂꯦꯄꯊꯣꯀꯎ: ꯅꯍꯥꯛꯀꯤ ꯄ꯭ꯔꯗꯛ ꯑꯗꯨ ꯑꯉꯥꯡꯁꯤꯡ ꯅꯠꯇꯔꯒ ꯑꯍꯜꯁꯤꯡꯗ ꯄꯥꯟꯗꯝ ꯊꯃꯂꯤꯕꯔꯥ? ꯃꯁꯤꯅ ꯅꯍꯥꯛꯀꯤ ꯄꯣꯠꯊꯣꯛ ꯑꯗꯨꯗ ꯅꯍꯥꯛꯅ ꯌꯥꯎꯔꯤꯕ ꯗꯤꯖꯥꯏꯟꯒꯤ ꯃꯆꯥꯛꯁꯤꯡ ꯑꯗꯨ ꯂꯦꯞꯀꯅꯤ꯫ ꯅꯍꯥꯛꯀꯤ ꯀꯥꯔꯇꯨꯟꯒꯤ ꯃꯑꯣꯡ ꯃꯇꯧ ꯈꯜꯂꯨ: ꯀꯥꯔꯇꯨꯟ ꯑꯥ꯭ꯔꯠꯀꯤ ꯃꯑꯣꯡ ꯀꯌꯥ ꯂꯩ, ꯃꯔꯝ ꯑꯗꯨꯅ ꯅꯍꯥꯛꯀꯤ ꯄꯣꯠꯊꯣꯛ ꯑꯗꯨꯒꯤ ꯈꯣꯟꯖꯦꯜ ꯑꯃꯁꯨꯡ ꯑꯦꯁ꯭ꯇꯦꯇꯤꯛꯁ ꯑꯗꯨ ꯈ꯭ꯋꯥꯏꯗꯒꯤ ꯐꯕ ꯃꯑꯣꯡꯗ ꯐꯣꯡꯗꯣꯛꯄ ꯉꯝꯕ ꯑꯗꯨ ꯈꯜꯂꯨ꯫ ꯃꯆꯨꯒꯤ ꯃꯇꯥꯡꯗ ꯈꯅꯕꯤꯌꯨ: ꯃꯌꯦꯛ ꯁꯦꯡꯕ ꯑꯃꯁꯨꯡ ꯕꯣꯜꯗ ꯃꯆꯨꯁꯤꯡ ꯑꯁꯤ ꯄꯨꯛꯅꯤꯡ ꯆꯤꯡꯁꯤꯅꯕꯗ ꯑꯃꯁꯨꯡ ꯏꯅ꯭ꯔꯖꯤ ꯂꯩꯕ ꯐꯤꯜ ꯑꯃ ꯁꯦꯝꯕꯗ ꯑꯆꯧꯕ ꯑꯃꯅꯤ꯫ ꯑꯗꯨꯝ ꯑꯣꯏꯅꯃꯛ, ꯅꯍꯥꯛꯅ ꯇꯣꯉꯥꯟꯕ ꯋꯥꯈꯜ ꯑꯃ ꯄꯣꯈꯟꯅꯕ ꯍꯦꯟꯅ ꯂꯨꯝꯅ ꯂꯧꯕ ꯃꯆꯨꯁꯤꯡ ꯁꯤꯖꯤꯟꯅꯕꯁꯨ ꯌꯥꯏ꯫ ꯑꯀꯨꯞꯄ ꯃꯔꯣꯂꯁꯤꯡꯗ ꯄꯨꯛꯅꯤꯡ ꯆꯪꯕꯥ: ꯑꯄꯤꯛꯄ ꯑꯀꯨꯞꯄ ꯃꯔꯣꯂꯁꯤꯡꯅ ꯑꯆꯧꯕ ꯑꯍꯣꯡꯕ ꯑꯃ ꯄꯨꯔꯛꯄ ꯉꯝꯒꯅꯤ꯫ ꯅꯍꯥꯛꯀꯤ ꯄꯣꯠꯊꯣꯛ ꯑꯗꯨꯒꯤ ꯑꯄꯨꯟꯕ ꯗꯤꯖꯥꯏꯟ ꯑꯗꯨ ꯍꯦꯟꯒꯠꯍꯟꯅꯕ ꯅꯍꯥꯛꯅ ꯃꯇꯧ ꯀꯔꯝꯅ ꯁꯦꯗꯤꯡ, ꯇꯦꯛꯁꯆꯔ, ꯑꯃꯁꯨꯡ ꯄꯦꯇ꯭ꯔꯟꯒꯨꯝꯕ ꯑꯦꯂꯤꯃꯦꯟꯠꯁꯤꯡ ꯍꯥꯞꯆꯤꯟꯕ ꯌꯥꯕꯒꯦ ꯍꯥꯌꯕꯗꯨ ꯈꯟꯗꯨꯅ ꯌꯦꯡꯕꯤꯌꯨ꯫ ꯂꯦꯞꯄ ꯂꯩꯇꯅ ꯂꯩꯕ: ꯀꯥꯔꯇꯨꯟ ꯊꯤꯝ ꯑꯃꯒ ꯂꯣꯏꯅꯅ ꯄꯣꯠꯊꯣꯛ ꯑꯃ ꯗꯤꯖꯥꯏꯟ ꯇꯧꯕ ꯃꯇꯃꯗ ꯂꯦꯞꯄ ꯂꯩꯇꯕ ꯑꯁꯤ ꯃꯔꯨ ꯑꯣꯏ꯫ ꯇꯥꯏꯄꯒ꯭ꯔꯥꯐꯤ, ꯃꯆꯨ, ꯑꯃꯁꯨꯡ ꯒ꯭ꯔꯥꯐꯤꯛꯁ ꯌꯥꯎꯅ ꯅꯍꯥꯛꯀꯤ ꯗꯤꯖꯥꯏꯒꯤ ꯃꯆꯥꯛ ꯄꯨꯝꯅꯃꯛ ꯄꯨꯟꯅ ꯆꯠꯃꯤꯟꯅꯕ ꯑꯃꯁꯨꯡ ꯄꯨꯟꯅ ꯊꯕꯛ ꯇꯧꯃꯤꯟꯅꯅꯕ ꯁꯣꯏꯗꯅ ꯌꯦꯡꯁꯤꯟꯕꯤꯌꯨ꯫ ꯅꯍꯥꯛꯀꯤ ꯗꯤꯖꯥꯏꯟ ꯑꯗꯨ ꯇꯦꯁ꯭ꯠ ꯇꯧ: ꯅꯍꯥꯛꯀꯤ ꯄ꯭ꯔꯗꯛ ꯑꯗꯨ ꯍꯧꯗꯣꯛꯇꯔꯤꯉꯩ ꯃꯃꯥꯡꯗ, ꯅꯍꯥꯛꯀꯤ ꯗꯤꯖꯥꯏꯟ ꯑꯗꯨ ꯅꯍꯥꯛꯀꯤ ꯇꯥꯔꯒꯦꯠ ꯑꯣꯗꯤꯌꯦꯟꯁꯀꯤ ꯁꯦꯝꯄꯜ ꯑꯃꯒ ꯂꯣꯏꯅꯅ ꯇꯦꯁ꯭ꯠ ꯇꯧꯗꯨꯅ ꯐꯤꯠꯕꯦꯛ ꯈꯣꯝꯖꯤꯜꯂꯨ ꯑꯃꯁꯨꯡ ꯃꯊꯧ ꯇꯥꯕ ꯑꯍꯣꯡꯕ ꯑꯃꯠꯇ ꯄꯨꯔꯛꯎ꯫ ꯗꯤꯖꯥꯏꯟꯒꯤ ꯒꯥꯏꯗꯂꯥꯏꯟꯁꯤꯡ ꯑꯁꯤ ꯉꯥꯛꯅ ꯆꯠꯇꯨꯅ ꯑꯗꯣꯝꯅ ꯁꯥꯟꯅꯄꯣꯠ ꯑꯃꯁꯨꯡ ꯊꯋꯥꯏ ꯌꯥꯎꯕ ꯀꯥꯔꯇꯨꯟ ꯊꯤꯝ ꯑꯃ ꯊꯝꯗꯨꯅ ꯑꯦ. ꯑꯥꯏ. ꯑꯃꯁꯨꯡ ꯔꯣꯕꯣꯇꯤꯛꯁꯄꯨ ꯃꯥꯏ ꯄꯥꯛꯅ ꯏꯟꯇꯤꯒ꯭ꯔꯦꯠ ꯇꯧꯕ ꯑꯈꯟꯅꯕ ꯑꯃꯁꯨꯡ ꯃꯤꯠꯌꯦꯡ ꯆꯪꯕ ꯇꯦꯛꯅꯣꯂꯣꯖꯤꯒꯤ ꯄꯣꯠꯊꯣꯛ ꯑꯃ ꯁꯦꯝꯕ ꯉꯝꯒꯅꯤ꯫ "ꯇꯉꯥꯏꯐꯗꯕ ꯑꯍꯣꯡꯕ" ꯍꯥꯏꯕ ꯋꯥꯍꯩ ꯑꯁꯤꯒꯤ ꯃꯔꯨꯑꯣꯏꯕ ꯑꯗꯨ ꯂꯧꯁꯤꯟꯕ ꯉꯝꯕ ꯃꯦꯇꯥꯐꯣꯔ ꯑꯃ ꯁꯦꯝꯒꯠꯄ꯫ ꯇꯉꯥꯏꯐꯗꯕ ꯑꯍꯣꯡꯕ ꯑꯁꯤ ꯔꯤꯇꯨꯒꯤ ꯑꯍꯣꯡꯕ ꯑꯁꯤꯒ ꯃꯥꯟꯅꯩ, ꯃꯇꯝ ꯄꯨꯝꯅꯃꯛꯇ ꯆꯠꯊꯣꯛ-ꯆꯠꯁꯤꯟ ꯇꯧꯗꯨꯅ, ꯑꯩꯈꯣꯏꯒꯤ ꯑꯀꯣꯏꯕꯗ ꯂꯩꯔꯤꯕ ꯃꯥꯂꯦꯝ ꯑꯁꯤꯕꯨ ꯍꯣꯡꯗꯣꯛꯍꯜꯂꯤ, ꯑꯩꯈꯣꯏꯅ ꯃꯁꯤꯒꯤꯗꯃꯛꯇ ꯁꯦꯝ ꯁꯥꯔꯕꯁꯨ ꯅꯠꯇꯔꯒ ꯁꯦꯝ ꯁꯥꯗ꯭ꯔꯕꯁꯨ꯫ ꯁꯍꯔ ꯑꯃꯒꯤ ꯇꯦꯝꯄꯦꯔꯦꯆꯔ ꯎꯠꯄꯥ ꯋꯦꯕ ꯄꯦꯖ ꯑꯃꯥ ꯗꯤꯖꯥꯏꯟ ꯇꯧꯕꯥ꯫ ꯁꯍꯔ ꯑꯃꯒꯤ ꯇꯦꯝꯄꯦꯔꯦꯆꯔ ꯎꯠꯄ ꯋꯦꯕ ꯄꯦꯖ ꯑꯃ ꯗꯤꯖꯥꯏꯟ ꯇꯧꯕꯗ ꯑꯩꯈꯣꯏꯅ ꯃꯔꯨꯑꯣꯏꯕ ꯃꯆꯥꯛ ꯈꯔ ꯁꯤꯖꯤꯟꯅꯕ ꯃꯊꯧ ꯇꯥꯒꯅꯤ꯫ ꯃꯈꯥꯗ ꯋꯦꯕ ꯄꯦꯖꯒꯤꯗꯃꯛ ꯕꯦꯁꯤꯛ ꯂꯦꯑꯥꯎꯠ ꯑꯃꯥ ꯄꯤꯔꯤ ꯇꯤ. ꯏ. ꯑꯦꯝ.)ꯒꯤ ꯂꯝꯁꯤꯡꯗ ꯀꯦꯔꯤꯌꯔꯁꯤꯡꯒꯤꯗꯃꯛꯇ ꯁꯦꯝ ꯁꯥꯗꯨꯅ ꯁꯣꯁꯤꯑꯦꯜ ꯑꯃꯁꯨꯡ ꯏꯀꯣꯅꯣꯃꯤꯛ ꯄ꯭ꯔꯣꯒ꯭ꯔꯦꯁꯇ ꯊꯧꯅꯥ ꯍꯥꯞꯂꯤꯕ ꯑꯍꯣꯡꯕ ꯀꯌꯥ ꯄꯨꯔꯛꯏ꯫ ꯃꯔꯝ ꯑꯁꯤꯅ ꯁꯥꯏꯟꯁ ꯑꯦꯖꯨꯀꯦꯁꯟ ꯑꯁꯤ ꯑꯦꯖꯨꯀꯦꯁꯟ ꯁꯤꯁ꯭ꯇꯦꯝ ꯑꯃꯍꯦꯛꯇꯒꯤ ꯃꯔꯨꯑꯣꯏꯕ ꯀꯝꯄꯣꯅꯦꯟꯠ ꯑꯃꯅꯤ ꯑꯃꯁꯨꯡ ꯃꯥꯂꯦꯃꯒꯤ ꯂꯝꯗ ꯀꯝꯄꯤꯇꯤꯇꯤꯕ ꯑꯣꯏꯅ ꯂꯩꯕ ꯄꯥꯝꯕ ꯖꯥꯇꯤ ꯑꯃꯒꯤꯗꯃꯛ ꯌꯥꯝꯅ ꯃꯔꯨꯑꯣꯏ꯫। ꯁꯤ ꯗꯥ ꯂꯤꯡꯛ ꯇꯧꯔꯕ ꯂꯤꯁ꯭ꯠ ꯑꯃ ꯀꯔꯝꯅ ꯁꯦꯃꯒꯅꯤ? ꯂꯤꯡꯛ ꯇꯧꯔꯕ ꯂꯤꯁ꯭ꯠ ꯍꯥꯏꯕꯁꯤ ꯂꯤꯅꯤꯌꯔ ꯗꯦꯇꯥ ꯁ꯭ꯇꯔꯀꯆꯔ ꯑꯃꯅꯤ ꯃꯗꯨꯗ ꯑꯦꯂꯤꯃꯦꯟꯠ ꯈꯨꯗꯤꯡꯃꯛ ꯑꯁꯤ ꯗꯦꯇꯥ ꯄꯥꯔꯠ ꯑꯃꯒ ꯂꯤꯉ꯭ꯛ ꯄꯥꯔꯠ ꯑꯃꯒ ꯂꯣꯏꯅꯅ ꯇꯣꯉꯥꯟꯕ ꯑꯣꯕꯖꯦꯛꯠ ꯑꯃꯅꯤ꯫ ꯂꯤꯉ꯭ꯛ ꯄꯥꯔꯠ ꯑꯗꯨꯅ ꯂꯤꯁ꯭ꯠ ꯑꯗꯨꯗ ꯂꯩꯔꯤꯕ ꯃꯊꯪꯒꯤ ꯑꯦꯂꯤꯃꯦꯟꯠ ꯑꯗꯨ ꯇꯥꯛꯏ꯫